ꯃꯈꯥꯒꯤ ꯋꯥꯍꯩ ꯄꯔꯦꯡ ꯑꯁꯤꯗ ꯁꯤꯖꯤꯟꯅꯔꯤꯕ ꯁꯥꯍꯤꯇ꯭ꯌꯒꯤ ꯈꯨꯠꯂꯥꯏ ꯑꯗꯨ ꯈꯪꯗꯣꯛꯎ꯫ "ꯃꯁꯤ ꯈ꯭ꯋꯥꯏꯗꯒꯤ ꯐꯕ ꯃꯇꯝ ꯑꯣꯏꯈꯤ, ꯈ꯭ꯋꯥꯏꯗꯒꯤ ꯐꯠꯇꯕ ꯃꯇꯝ ꯑꯣꯏꯈꯤ"꯫ ꯋꯥꯍꯩ ꯄꯔꯦꯡ ꯑꯁꯤ ꯑꯦꯟꯇꯤꯊꯦꯁꯤꯁꯀꯤ ꯈꯨꯗꯝ ꯑꯃꯅꯤ, ꯃꯁꯤꯅ ꯕꯦꯂꯦꯟꯁ ꯑꯣꯏꯕ ꯒ꯭ꯔꯥꯃꯦꯇꯤꯛ ꯁ꯭ꯇꯔꯛꯆꯔ ꯑꯃꯒꯤ ꯃꯅꯨꯡꯗ ꯀꯟꯇꯔꯦꯁꯇꯤꯡ ꯀꯟꯁꯦꯞ, ꯋꯥꯍꯩ ꯅꯠꯇ꯭ꯔꯒ ꯋꯥꯍꯩ ꯄꯔꯦꯡꯁꯤꯡ ꯁꯤꯖꯤꯟꯅꯕ ꯁꯥꯍꯤꯇ꯭ꯌꯒꯤ ꯈꯨꯠꯂꯥꯏ ꯑꯃꯅꯤ꯫ ꯃꯁꯤ ꯃꯔꯨ ꯑꯣꯏꯅ ꯃꯇꯝꯒꯤ "ꯈ꯭ꯋꯥꯏꯗꯒꯤ ꯐꯕ" ꯑꯃꯁꯨꯡ "ꯈ꯭ꯋꯥꯏꯗꯒꯤ ꯐꯠꯇꯕ" ꯃꯇꯝꯒꯤ ꯃꯔꯛꯇ ꯂꯩꯔꯤꯕ ꯈꯦꯟꯅꯕ ꯑꯗꯨꯗ ꯎꯕꯥ ꯐꯪꯏ, ꯃꯈꯣꯏ ꯑꯁꯤ ꯑꯃꯒ ꯑꯃꯒ ꯍꯛꯊꯦꯡꯅꯅ ꯃꯥꯌꯣꯛꯅꯔꯤꯕ ꯑꯃꯁꯨꯡ ꯈꯦꯟꯅꯕ ꯋꯥꯍꯩꯁꯤꯡꯅꯤ, ꯃꯁꯤꯅ ꯃꯇꯝ ꯑꯗꯨꯒꯤ ꯄꯦꯔꯥꯗꯣꯛꯁ ꯑꯃꯁꯨꯡ ꯁꯣꯏꯗ-ꯉꯥꯝꯗꯕ ꯑꯗꯨ ꯐꯣꯡꯗꯣꯛꯂꯤ꯫ ꯃꯣꯅꯦꯠ ꯑꯃꯁꯨꯡ ꯚꯦꯟ ꯒꯧꯒꯤ ꯄꯦꯟꯇꯤꯡ ꯁ꯭ꯇꯥꯏꯜꯁꯤꯡ ꯆꯥꯡꯗꯝꯅꯕ ꯑꯃꯁꯨꯡ ꯀꯟꯇ꯭ꯔꯁ ꯇꯧꯕ꯫ ꯃꯣꯅꯦꯠ ꯑꯃꯁꯨꯡ ꯚꯦꯟ ꯒꯧꯒ ꯑꯁꯤ ꯃꯈꯣꯏꯒꯤ ꯑꯈꯟꯅꯕ ꯑꯃꯁꯨꯡ ꯃꯁꯛ ꯊꯣꯛꯄ ꯄꯦꯟꯇꯤꯡ ꯃꯑꯣꯡꯁꯤꯡꯒꯤꯗꯃꯛ ꯈꯪꯅꯔꯕ ꯃꯃꯤꯡ ꯂꯩꯔꯕ ꯄꯦꯟꯇꯤꯡ ꯑꯅꯤꯅꯤ꯫ ꯑꯥꯔꯇꯤꯁ꯭ꯠ ꯑꯅꯤꯃꯛꯅ ꯃꯈꯣꯏꯒꯤ ꯊꯕꯛꯁꯤꯡꯗ ꯃꯌꯦꯛ ꯁꯦꯡꯕ, ꯕꯣꯜꯗ ꯃꯆꯨꯁꯤꯡ ꯁꯤꯖꯤꯟꯅꯔꯕꯁꯨ ꯃꯈꯣꯏꯒꯤ ꯃꯑꯣꯡ ꯃꯇꯧꯁꯤꯡꯒꯤ ꯃꯔꯛꯇ ꯃꯔꯨꯑꯣꯏꯕ ꯈꯦꯠꯅꯕ ꯀꯌꯥ ꯂꯩ꯫ ꯃꯣꯅꯦꯠ ꯑꯁꯤ ꯏꯝꯄ꯭ꯔꯦꯁꯅꯤꯁ ꯃꯨꯕꯃꯦꯟꯠꯀꯤ ꯂꯤꯡꯈꯠꯄ ꯃꯤꯁꯛ ꯑꯃꯅꯤ, ꯃꯗꯨꯗ ꯇꯁꯦꯡꯅ ꯑꯀꯨꯞꯄ ꯃꯔꯣꯜꯁꯤꯡꯗꯒꯤ ꯍꯦꯟꯅ ꯊꯧꯗꯣꯛ ꯑꯃꯒꯤ ꯐꯤꯚꯝ ꯑꯃꯁꯨꯡ ꯃꯑꯣꯡ ꯃꯇꯧ ꯑꯗꯨ ꯂꯧꯁꯤꯟꯕꯗ ꯃꯤꯠꯌꯦꯡ ꯊꯝꯈꯤ꯫ ꯃꯣꯅꯦꯠꯀꯤ ꯄꯦꯟꯇꯤꯡꯁꯤꯡ ꯑꯁꯤ ꯃꯈꯣꯏꯒꯤ ꯂꯨꯖꯔꯕ ꯕ꯭ꯔꯥꯁꯋꯔꯛ ꯑꯃꯁꯨꯡ ꯇꯔꯨ ꯇꯅꯥꯟꯕ ꯃꯐꯝꯁꯤꯡꯅ ꯃꯁꯛ ꯇꯥꯛꯂꯤ, ꯃꯁꯤꯅ ꯃꯈꯣꯏꯗ ꯏꯊꯠꯁꯤꯡ, ꯁꯨꯞꯅꯒꯤ ꯃꯒꯨꯟ ꯑꯃ ꯄꯤꯔꯤ꯫ ꯃꯍꯥꯛꯅ ꯑꯌꯥꯝꯕꯅ ꯃꯄꯥꯟꯗ ꯄꯦꯟꯊꯣꯛꯈꯤ ꯑꯃꯁꯨꯡ ꯃꯍꯥꯛꯀꯤ ꯊꯕꯛꯁꯤꯡꯗ ꯑꯌꯥꯝꯕꯅ ꯃꯍꯧꯁꯥꯒꯤ ꯃꯥꯂꯦꯝ ꯑꯁꯤ ꯎꯠꯈꯤ, ꯃꯗꯨꯗ ꯃꯉꯥꯜ ꯑꯃꯁꯨꯡ ꯃꯆꯨꯗ ꯃꯁꯤꯒꯤ ꯏꯐꯦꯛꯇ ꯑꯈꯟꯅꯕ ꯃꯤꯠꯌꯦꯡ ꯊꯝꯈꯤ꯫ ꯃꯥꯏꯀꯩ ꯑꯃꯔꯣꯝꯗ ꯚꯦꯟ ꯒꯧ ꯑꯁꯤ ꯄꯣꯁ-ꯏꯝꯄ꯭ꯔꯦꯁꯅꯤꯁ ꯄꯦꯟꯇꯔ ꯑꯃꯅꯤ, ꯃꯍꯥꯛꯀꯤ ꯊꯕꯛ ꯑꯁꯤ ꯄꯦꯟꯠꯀꯤ ꯑꯀꯟꯕ, ꯏꯝꯄꯥꯁꯇꯣ ꯑꯦꯄ꯭ꯂꯤꯀꯦꯁꯟ ꯑꯃꯁꯨꯡ ꯕꯣꯜꯗ, ꯋꯥꯏꯕ꯭ꯔꯦꯟꯠ ꯃꯆꯨꯒꯤ ꯈꯟꯕꯒꯤꯗꯃꯛ ꯈꯪꯅꯩ꯫ ꯃꯍꯥꯛꯀꯤ ꯄꯦꯟꯇꯤꯡꯁꯤꯡꯒꯤ ꯍꯤꯔꯝꯁꯤꯡꯗ ꯑꯌꯥꯝꯕꯅ ꯅꯨꯡꯇꯤꯒꯤ ꯑꯣꯏꯕ ꯊꯧꯗꯣꯛꯁꯤꯡ, ꯁ꯭ꯇꯤꯜ ꯂꯥꯏꯐꯁꯤꯡ ꯑꯃꯁꯨꯡ ꯂꯦꯟꯁ꯭ꯀꯦꯞꯁꯤꯡ ꯌꯥꯎꯔꯝꯃꯤ, ꯑꯗꯨꯕꯨ ꯃꯍꯥꯛꯅ ꯃꯆꯨ ꯑꯃꯁꯨꯡ ꯕ꯭ꯔꯥꯁꯁ꯭ꯇꯔꯣꯛ ꯁꯤꯖꯤꯟꯅꯕꯒꯤ ꯈꯨꯠꯊꯥꯡꯗ ꯃꯈꯣꯏꯕꯨ ꯍꯦꯟꯅ ꯋꯥꯡꯕ ꯏꯃꯣꯁꯟꯒꯤ ꯋꯥꯈꯜꯂꯣꯟ ꯑꯃ ꯄꯣꯛꯍꯟꯈꯤ꯫ ꯃꯣꯅꯦꯠꯀꯤ ꯊꯕꯛꯀꯤ ꯇꯔꯨ ꯇꯅꯥꯟꯕ ꯃꯐꯝꯁꯤꯡꯒ ꯃꯥꯟꯅꯗꯅ, ꯚꯦꯟ ꯒꯧꯒꯤ ꯄꯦꯟꯇꯤꯡꯁꯤꯡ ꯑꯁꯤ ꯃꯈꯣꯏꯒꯤ ꯊꯧꯅ ꯐꯕ, ꯁꯦꯡꯂꯕ ꯂꯥꯏꯔꯤꯛꯁꯤꯡ ꯑꯃꯁꯨꯡ ꯑꯆꯦꯠꯄ ꯆꯠꯊꯣꯛ-ꯆꯠꯁꯤꯟꯒꯤ ꯋꯥꯈꯜꯂꯣꯟ ꯑꯁꯤꯅ ꯃꯁꯛ ꯇꯥꯛꯂꯤ꯫ ꯈꯪꯖꯤꯟꯒꯗꯕ ꯑꯃꯅ, ꯃꯣꯅꯦꯠ ꯑꯃꯁꯨꯡ ꯚꯦꯟ ꯒꯧ ꯑꯅꯤꯃꯛꯅ ꯃꯈꯣꯏꯒꯤ ꯊꯕꯛꯇ ꯃꯌꯦꯛ ꯁꯦꯡꯕ, ꯕꯣꯜꯗ ꯃꯆꯨꯁꯤꯡ ꯁꯤꯖꯤꯟꯅꯔꯛꯄ ꯃꯇꯝꯗ, ꯃꯣꯅꯦꯠꯀꯤ ꯄꯦꯟꯇꯤꯡꯁꯤꯡ ꯑꯁꯤ ꯃꯈꯣꯏꯒꯤ ꯇꯔꯨ ꯇꯅꯥꯟꯕ, ꯁꯨꯞꯅꯒꯤ ꯃꯑꯣꯡ ꯃꯇꯧ ꯑꯗꯨꯅ ꯃꯁꯛ ꯇꯥꯛꯈꯤ, ꯑꯗꯨꯒ ꯚꯦꯟ ꯒꯧꯒꯤ ꯄꯦꯟꯇꯤꯡꯁꯤꯡꯗꯤ ꯃꯈꯣꯏꯒꯤ ꯄꯦꯟꯇꯤꯡꯒꯤ ꯑꯀꯅꯕ ꯑꯦꯄ꯭ꯂꯤꯀꯦꯁꯟ ꯑꯃꯁꯨꯡ ꯕꯣꯜꯗ, ꯗꯤꯐꯥꯏꯟ ꯂꯥꯏꯟꯁꯤꯡꯅ ꯃꯁꯛ ꯇꯥꯛꯈꯤ꯫ ꯃꯣꯅꯦꯠꯀꯤ ꯃꯤꯠꯌꯦꯡ ꯑꯁꯤ ꯃꯆꯨꯗ ꯃꯉꯥꯜꯅ ꯄꯤꯕ ꯏꯐꯦꯛ ꯑꯗꯨ ꯂꯧꯁꯤꯟꯕꯗ ꯑꯣꯏꯈꯤ, ꯑꯗꯨꯒ ꯚꯦꯟ ꯒꯧꯒꯤ ꯊꯕꯛ ꯑꯁꯤ ꯍꯦꯟꯅ ꯋꯥꯡꯕ ꯏꯃꯣꯁꯟ ꯑꯃꯁꯨꯡ ꯃꯨꯚꯃꯦꯟꯠꯅ ꯃꯁꯛ ꯇꯥꯛꯈꯤ꯫ ꯄꯤꯔꯤꯕ ꯑꯥꯏꯟ ꯑꯗꯨ ꯆꯠꯅꯔꯤꯕ ꯇꯁꯦꯡꯕ ꯄꯨꯟꯁꯤꯒꯤ ꯐꯤꯚꯝ ꯑꯃ ꯐꯣꯡꯗꯣꯛꯄꯤꯌꯨ꯫ ꯁꯄ꯭ꯂꯥꯏ ꯑꯃꯁꯨꯡ ꯗꯤꯃꯥꯟꯒꯤ ꯂꯣ꯫ ꯁꯄ꯭ꯂꯥꯏ ꯑꯃꯁꯨꯡ ꯗꯤꯃꯥꯟꯗꯒꯤ ꯂꯣ ꯑꯁꯤ ꯆꯠꯅꯔꯤꯕ ꯇꯁꯦꯡꯕ ꯄꯨꯟꯁꯤꯒꯤ ꯐꯤꯚꯝ ꯑꯃꯗꯤ ꯃꯤꯌꯥꯝꯅ ꯄꯥꯝꯅꯕ ꯐꯦꯁꯟ ꯀꯝꯄꯦꯅꯤ ꯑꯃꯅ ꯂꯤꯃꯤꯇꯦꯗ ꯑꯦꯗꯤꯁꯟꯒꯤ ꯄꯣꯠꯂꯝꯁꯤꯡꯒꯤ ꯂꯥꯏꯟ ꯑꯃ ꯐꯣꯡꯕ ꯃꯇꯝꯅꯤ꯫ ꯑꯍꯥꯟꯕꯗ ꯂꯤꯃꯤꯇꯦꯗ ꯑꯦꯗꯤꯁꯟꯒꯤ ꯄꯣꯠꯂꯝꯁꯤꯡ ꯑꯁꯤꯒꯤ ꯗꯤꯃꯥꯟꯗ ꯌꯥꯝꯅ ꯋꯥꯡꯏ, ꯃꯁꯤꯅ ꯃꯔꯝ ꯑꯣꯏꯗꯨꯅ ꯁꯞꯄ꯭ꯂꯥꯏ ꯅꯦꯝꯕ ꯑꯁꯤꯅ ꯃꯔꯝ ꯑꯣꯏꯗꯨꯅ ꯃꯃꯜꯁꯤꯡꯁꯨ ꯍꯦꯟꯒꯠꯂꯛꯏ꯫ ꯑꯗꯨꯕꯨ ꯃꯇꯝ ꯀꯨꯏꯅ ꯆꯠꯂꯒ ꯂꯤꯃꯤꯇꯦꯗ ꯑꯦꯗꯤꯁꯟꯒꯤ ꯄꯣꯠꯂꯝꯁꯤꯡꯒꯤ ꯑꯀꯣꯏꯕꯗ ꯂꯩꯔꯤꯕ ꯍꯥꯏꯞ ꯑꯁꯤ ꯍꯟꯊꯔꯛꯄꯒ ꯂꯣꯏꯅꯅ ꯗꯤꯃꯥꯟꯗ ꯍꯟꯊꯔꯛꯄꯅ ꯃꯔꯝ ꯑꯣꯏꯗꯨꯅ ꯄꯣꯠꯂꯝꯁꯤꯡꯒꯤ ꯃꯃꯜ ꯍꯟꯊꯔꯛꯏ꯫ ꯂꯣꯏꯁꯤꯜꯂꯛꯄꯗ, ꯀꯔꯤꯒꯨꯝꯕ ꯁꯄ꯭ꯂꯥꯏ ꯑꯁꯤ ꯂꯦꯡꯗꯅ ꯂꯩꯔꯕꯗꯤ, ꯃꯃꯜꯁꯤꯡ ꯑꯥ ꯑꯁꯤ ꯃꯁꯤꯒꯤ ꯏꯛꯕꯤꯂꯤꯑꯦꯟꯁ ꯌꯧꯗ꯭ꯔꯤꯐꯥꯎꯕ ꯍꯦꯟꯅ ꯍꯟꯊꯔꯛꯀꯅꯤ, ꯃꯐꯝ ꯑꯗꯨꯗ ꯁꯄ꯭ꯂꯥꯏ ꯇꯧꯔꯤꯕ ꯄꯣꯠꯂꯝꯁꯤꯡꯒꯤ ꯆꯥꯡ ꯑꯁꯤ ꯀꯟꯖꯨꯃꯔꯁꯤꯡꯅ ꯗꯤꯃꯥꯟꯗ ꯇꯧꯔꯤꯕ ꯃꯁꯤꯡ ꯑꯗꯨꯒ ꯃꯥꯟꯅꯒꯅꯤ꯫ ꯃꯁꯤꯒꯤ ꯐꯤꯚꯝ ꯑꯁꯤꯗ, ꯂꯣ ꯑꯣꯐ ꯁꯞꯄ꯭ꯂꯥꯏ ꯑꯃꯁꯨꯡ ꯗꯤꯃꯥꯟꯗꯅ ꯀꯩꯊꯦꯜꯗ ꯌꯣꯜꯂꯤꯕ ꯄꯣꯠꯂꯝꯁꯤꯡꯒꯤ ꯃꯃꯜ ꯑꯃꯁꯨꯡ ꯆꯥꯡ ꯑꯗꯨ ꯂꯦꯞꯊꯣꯛꯏ꯫